ꯍꯨꯔꯤꯀꯦꯟ ꯑꯃꯥꯒꯤꯗꯃꯛ ꯁꯦꯝ-ꯁꯥꯗꯨꯅ ꯂꯧꯒꯗꯕ ꯄꯣꯠꯂꯝ ꯃꯉꯥꯒꯤ ꯂꯤꯁ꯭ꯠ ꯑꯃꯥ ꯁꯦꯝꯃꯨ꯫ ꯕꯣꯇꯂꯗꯥ ꯊꯝꯕ ꯊꯛꯅꯕ ꯏꯁꯤꯡ ꯃꯥꯡꯍꯟ ꯇꯥꯛꯍꯟꯕ ꯌꯥꯗꯕ ꯆꯤꯟꯖꯥꯛꯁꯤꯡ ꯑꯃꯁꯨꯡ ꯃꯦꯟꯌꯨꯑꯦꯜ ꯀꯦꯟ ꯑꯣꯄꯅꯤꯡ ꯑꯃꯥ ꯅꯣꯡꯂꯩ-ꯅꯨꯡꯁꯤꯠꯀꯤ ꯃꯇꯥꯡꯗ ꯑꯄꯗꯦꯠꯁꯤꯡꯒꯤꯗꯃꯛ ꯕꯦꯠꯇꯔꯤ ꯑꯃꯁꯨꯡ ꯕꯦꯠꯇꯔꯤꯅꯥ ꯆꯂꯥꯏꯕꯥ ꯅꯠꯇ꯭ꯔꯒ ꯍꯦꯟꯗ ꯀ꯭ꯔꯦꯉ꯭ꯛ ꯔꯦꯗꯤꯑꯣ ꯑꯦꯃꯔꯖꯦꯟꯁꯤ ꯂꯥꯏꯇꯤꯡꯒꯤꯗꯃꯛ ꯐ꯭ꯂꯥꯁꯂꯥꯏꯠ ꯑꯃꯁꯨꯡ ꯂꯦꯟꯇꯦꯟ ꯐꯥꯔꯁ꯭ꯠ ꯑꯦꯏꯗ ꯀꯤꯠ ꯑꯃꯁꯨꯡ ꯃꯊꯧ ꯇꯥꯕꯥ ꯍꯤꯗꯥꯛꯁꯤꯡ꯫ ꯀꯣꯔꯣꯅꯥꯚꯥꯏꯔꯁꯀꯤ ꯃꯇꯥꯡꯗ ꯑꯩꯈꯣꯏꯅ ꯈꯪꯂꯤꯕꯁꯤꯡ ꯑꯗꯨ ꯁꯝꯖꯤꯟꯅꯍꯜꯂꯨ꯫ ꯀꯣꯕꯤꯗ-ꯇꯔꯥꯃꯄꯥꯜ ꯍꯥꯏꯅ ꯈꯪꯅꯕ ꯀꯣꯔꯣꯅꯥꯚꯥꯏꯔꯁ ꯑꯁꯤ ꯁꯥꯔꯁ-ꯀꯣꯚꯤ-ꯑꯅꯤ ꯚꯥꯏꯔꯁꯅꯥ ꯊꯣꯛꯍꯟꯕ ꯁ꯭ꯣꯔ ꯍꯣꯟꯕꯒꯤ ꯑꯅꯥꯕ ꯑꯃꯅꯤ꯫ ꯚꯥꯏꯔꯁ ꯑꯁꯤ ꯂꯤꯁꯤꯡ ꯑꯅꯤ ꯇꯔꯥꯃꯄꯥꯜꯒꯤ ꯗꯤꯁꯦꯝꯕꯔꯗꯥ ꯆꯥꯏꯅꯥꯒꯤ ꯋꯨꯍꯥꯟꯗ ꯑꯍꯥꯟꯕ ꯑꯣꯏꯅ ꯈꯪꯗꯣꯛꯈꯤ ꯑꯃꯁꯨꯡ ꯃꯥꯂꯦꯝꯒꯤ ꯑꯣꯏꯅ ꯌꯥꯝꯅ ꯊꯨꯅ ꯁꯟꯗꯣꯛꯈꯤ, ꯂꯥꯏꯆꯠ ꯑꯃꯥ ꯑꯣꯏꯔꯛꯈꯤ꯫ ꯀꯣꯕꯤꯗ-ꯇꯔꯥꯃꯄꯥꯜꯒꯤ ꯀꯃꯟ ꯑꯣꯏꯕ ꯂꯥꯏꯑꯣꯡꯁꯤꯡꯒꯤ ꯃꯅꯨꯡꯗꯥ ꯂꯥꯏꯍꯧ, ꯀꯣꯛ ꯆꯤꯛꯄꯥ, ꯑꯃꯁꯨꯡ ꯁ꯭ꯣꯔ ꯍꯣꯟꯕ ꯋꯥꯕ ꯑꯁꯤꯅꯆꯤꯡꯕꯅꯤ, ꯑꯗꯨꯕꯨ ꯃꯤꯑꯣꯏ ꯈꯔꯗꯗꯤ ꯃꯌꯥꯏ ꯑꯣꯏꯕ ꯅꯠꯇ꯭ꯔꯒ ꯂꯥꯏꯑꯣꯡ ꯂꯩꯇꯕ ꯀꯦꯁꯁꯤꯡ ꯂꯩꯕ ꯌꯥꯏ꯫ ꯚꯥꯏꯔꯁ ꯑꯁꯤ ꯃꯔꯨꯑꯣꯏꯅ ꯏꯅꯐꯦꯛꯁꯟ ꯂꯩꯔꯕ ꯃꯤꯑꯣꯏ ꯑꯃꯗꯒꯤ ꯔꯦꯁ꯭ꯄꯤꯔꯦꯇꯔꯤ ꯗ꯭ꯔꯣꯄꯂꯦꯠꯁꯤꯡꯒꯤ ꯈꯨꯠꯊꯥꯡꯗ ꯁꯟꯗꯣꯛꯏ, ꯑꯃꯁꯨꯡ ꯃꯤꯑꯣꯏ ꯑꯗꯨꯅ ꯂꯥꯏꯑꯣꯡ ꯎꯠꯇ꯭ꯔꯕꯁꯨ ꯇ꯭ꯔꯥꯟꯁꯃꯤꯁꯟ ꯊꯣꯛꯄꯥ ꯌꯥꯏ꯫ ꯚꯥꯏꯔꯁ ꯑꯁꯤ ꯁꯟꯗꯣꯔꯛꯄꯥ ꯊꯤꯡꯅꯕꯒꯤ ꯈ꯭ꯋꯥꯏꯗꯒꯤ ꯐꯕꯥ ꯄꯥꯝꯕꯩꯗꯤ ꯁꯣꯁꯤꯑꯦꯜ ꯗꯤꯁ꯭ꯇꯦꯟꯁꯤꯡ, ꯃꯥꯁ꯭ꯛ ꯎꯞꯄꯥ, ꯑꯃꯁꯨꯡ ꯑꯐꯕꯥ ꯍꯥꯏꯖꯤꯟ ꯆꯠꯅꯍꯟꯕꯅꯤ꯫ ꯚꯦꯛꯁꯤꯟ ꯀꯌꯥ ꯑꯃꯥ ꯄꯨꯊꯣꯛꯈ꯭ꯔꯦ ꯑꯃꯁꯨꯡ ꯌꯦꯟꯊꯣꯛꯂꯤ, ꯃꯁꯤꯒꯤ ꯄꯥꯟꯗꯝꯗꯤ ꯍꯦꯔꯗ ꯏꯝꯌꯨꯅꯤꯇꯤ ꯐꯍꯟꯕ ꯑꯃꯁꯨꯡ ꯚꯥꯏꯔꯁ ꯑꯁꯤ ꯁꯟꯗꯣꯔꯛꯄꯥ ꯊꯦꯡꯊꯍꯟꯕꯅꯤ꯫ ꯑꯗꯨꯝ ꯑꯣꯏꯅꯃꯛ, ꯗꯦꯜꯇꯥ ꯚꯦꯔꯤꯌꯟꯇꯒꯨꯝꯕꯥ ꯚꯥꯏꯔꯁ ꯑꯁꯤꯒꯤ ꯚꯦꯔꯤꯑꯦꯟꯇꯁꯤꯡ ꯊꯣꯔꯛꯂꯦ ꯑꯃꯁꯨꯡ ꯃꯁꯤꯅꯥ ꯆꯤꯡꯅꯕꯥ ꯄꯣꯛꯍꯜꯂꯤ꯫ ꯂꯥꯏꯆꯠ ꯑꯁꯤ ꯊꯦꯡꯅꯅꯕꯥ ꯉꯥꯛꯊꯣꯛꯅꯕ ꯊꯧꯔꯥꯡꯁꯤꯡ ꯃꯈꯥ ꯇꯥꯅꯥ ꯆꯠꯊꯕꯥ ꯑꯃꯁꯨꯡ ꯍꯦꯜꯊ ꯑꯣꯊꯣꯔꯤꯇꯤꯁꯤꯡꯗꯒꯤ ꯂꯝꯖꯤꯡ-ꯂꯃꯇꯥꯛꯁꯤꯡ ꯉꯥꯛꯅ ꯆꯠꯄꯥ ꯑꯁꯤ ꯌꯥꯝꯅ ꯃꯔꯨ ꯑꯣꯏ꯫ ꯑꯦꯂꯤꯌꯟ ꯁ꯭ꯄꯦꯁꯤꯁ ꯑꯃꯒꯤ ꯗꯤꯁ꯭ꯛꯔꯤꯄꯁꯟ ꯑꯃꯥ ꯁꯦꯝꯃꯨ꯫ ꯑꯦꯂꯤꯌꯟ ꯁ꯭ꯄꯦꯁꯤꯁ ꯑꯁꯤ ꯕꯥꯏꯄꯦꯗꯜ ꯑꯣꯏ ꯑꯃꯁꯨꯡ ꯆꯥꯎꯔꯥꯛꯅꯥ ꯐꯨꯠ ꯅꯤꯄꯥꯟ ꯋꯥꯡꯏ, ꯂꯦꯡ-ꯑꯣꯠꯄꯥ, ꯂꯦꯡ-ꯑꯣꯠꯄꯒꯤ ꯃꯑꯣꯡ ꯑꯃꯁꯨꯡ ꯂꯦꯡ-ꯑꯣꯠꯄꯒꯤ ꯃꯑꯣꯡ ꯂꯩ꯫ ꯃꯈꯣꯏꯒꯤ ꯈꯣꯡ ꯑꯁꯤ ꯂꯨꯃꯤꯅꯦꯁꯦꯟꯇ ꯒ꯭ꯔꯤꯟ ꯑꯣꯏ, ꯃꯈꯣꯏꯒꯤ ꯁ꯭ꯄꯥꯏꯅꯦꯜ ꯀꯣꯔꯗ ꯑꯃꯁꯨꯡ ꯂꯤꯝꯐꯇꯥ ꯆꯠꯂꯤꯕꯥ ꯕꯥꯏꯑꯣꯂꯨꯃꯤꯅꯦꯁꯦꯟꯇ ꯃꯥꯔꯀꯁꯤꯡ ꯂꯩ꯫ ꯃꯈꯣꯏꯒꯤ ꯑꯆꯧꯕ, ꯑꯣꯚꯔꯑꯣꯜ ꯃꯑꯣꯡꯒꯤ ꯃꯀꯣꯛꯁꯤꯡ ꯂꯩ ꯑꯃꯁꯨꯡ ꯃꯈꯣꯏꯒꯤ ꯃꯐꯝ ꯑꯌꯥꯝꯕꯕꯨ ꯂꯧꯁꯤꯜꯂꯤꯕ ꯑꯆꯧꯕ, ꯑꯂꯃꯣꯟꯗ ꯃꯑꯣꯡꯒꯤ ꯕ꯭ꯂꯦꯛ ꯃꯅꯤ ꯑꯅꯤ ꯂꯩ꯫ ꯃꯈꯣꯏꯒꯤ ꯃꯈꯣꯡ ꯑꯃꯁꯨꯡ ꯃꯀꯣꯛꯁꯤꯡ ꯑꯁꯤ ꯑꯄꯤꯛꯄꯥ ꯑꯣꯏ, ꯑꯃꯁꯨꯡ ꯃꯈꯣꯏꯅ ꯇꯦꯂꯤꯄꯦꯊꯤꯒꯤ ꯃꯑꯣꯡꯗꯥ ꯄꯥꯎ ꯐꯥꯎꯗꯣꯛꯏ꯫ ꯃꯈꯣꯏꯒꯤ ꯈꯨꯠꯁꯥꯁꯤꯡꯗꯥ ꯂꯦꯝꯕꯥ, ꯂꯦꯡ-ꯑꯣꯠꯄꯒꯤ ꯃꯈꯨꯠ ꯑꯍꯨꯝ ꯑꯃꯁꯨꯡ ꯑꯔꯣꯟꯕꯥ ꯌꯥꯕ ꯈꯣꯡꯎꯞ ꯑꯃꯥ ꯂꯩ, ꯃꯗꯨ ꯄꯣꯠꯁꯛꯁꯤꯡ ꯂꯧꯁꯤꯅꯕꯥ ꯑꯃꯁꯨꯡ ꯁꯦꯝꯖꯤꯟ-ꯁꯥꯖꯤꯅꯕꯗꯥ ꯃꯄꯨꯡ ꯐꯥꯅꯥ ꯁꯤꯖꯤꯟꯅꯩ꯫ ꯑꯦꯂꯤꯌꯅꯁꯤꯡ ꯑꯁꯤ ꯁꯥꯟꯇꯤ ꯂꯩꯕ ꯃꯤꯑꯣꯏ ꯑꯃꯅꯤ, ꯋꯥꯈꯜ ꯂꯧꯁꯤꯡ ꯂꯩꯕꯥ ꯑꯃꯁꯨꯡ ꯋꯥꯈꯜ ꯈꯟꯕ ꯉꯝꯕ ꯑꯃꯁꯨꯡ ꯑꯍꯣꯡꯕꯥ ꯇꯦꯛꯅꯣꯂꯣꯖꯤ ꯂꯩ꯫ ꯃꯈꯣꯌ ꯑꯁꯤ ꯍꯥꯔꯕꯤꯑꯣꯔꯁꯅꯤ, ꯑꯃꯁꯨꯡ ꯃꯈꯣꯐꯒꯤ ꯗꯥꯏꯇꯇꯥ ꯃꯔꯨꯑꯣꯏꯅ ꯃꯈꯜ ꯀꯌꯥꯒꯤ ꯃꯅꯥ-ꯃꯁꯤꯡ ꯑꯃꯁꯨꯡ ꯎꯍꯩ-ꯋꯥꯍꯩꯁꯤꯡ ꯌꯥꯎꯏ꯫ ꯃꯈꯣꯏꯒꯤ ꯈꯨꯟꯅꯥꯏ ꯑꯁꯤ ꯌꯥꯝꯅꯥ ꯑꯣꯔꯒꯅꯥꯏꯖ ꯑꯃꯁꯨꯡ ꯏꯐꯤꯁꯤꯌꯦꯟꯇ ꯑꯣꯏ, ꯀꯝꯌꯨꯅꯤꯇꯤ ꯑꯃꯁꯨꯡ ꯀꯣꯑꯣꯄꯔꯦꯁꯟꯗꯥ ꯑꯀꯟꯅꯕꯥ ꯃꯤꯠꯌꯦꯡ ꯊꯝꯂꯤ ꯫